ꯑꯦꯟ. ꯑꯦꯟ. ꯗꯥ, ꯏꯟꯄꯨꯠ ꯏꯃꯦꯖ ꯑꯁꯤ ꯂꯦꯌꯔꯁꯤꯡꯒꯤ ꯁꯤꯔꯤꯖ ꯑꯃꯒꯤ ꯈꯨꯠꯊꯥꯡꯗ ꯄꯤ, ꯂꯦꯌꯔ ꯈꯨꯗꯤꯡꯃꯛꯅ ꯏꯃꯦꯖ ꯑꯗꯨꯗꯒꯤ ꯇꯣꯉꯥꯟ ꯇꯣꯉꯥꯟꯕ ꯐꯤꯆꯔꯁꯤꯡ ꯂꯧꯊꯣꯛꯏ꯫ ꯑꯍꯥꯟꯕ ꯂꯦꯌꯔꯁꯤꯡꯅ ꯑꯦꯖ ꯑꯃꯁꯨꯡ ꯀꯣꯔꯅꯔꯒꯨꯝꯕ ꯕꯦꯁꯤꯛ ꯐꯤꯆꯔꯁꯤꯡ ꯈꯪꯗꯣꯛꯏ, ꯑꯗꯨꯒ ꯍꯦꯟꯅ ꯂꯨꯝꯂꯕ ꯂꯦꯌꯔꯁꯤꯡꯅ ꯄꯣꯠꯁꯤꯡ ꯅꯠꯇꯔꯒꯥ ꯃꯑꯣꯡꯁꯤꯡꯒꯨꯝꯕ ꯍꯦꯟꯅ ꯀꯝꯄꯂꯦꯛꯁ ꯑꯣꯏꯕ ꯃꯑꯣꯡꯁꯤꯡ ꯈꯪꯗꯣꯛꯏ꯫ ꯀꯟꯚꯜꯁꯟ ꯁꯤꯖꯤꯟꯅꯕꯅ ꯅꯦꯇꯋꯥꯔꯛ ꯑꯁꯤꯅ ꯏꯃꯦꯖꯒꯤ ꯃꯅꯨꯡꯗ ꯃꯈꯣꯏꯒꯤ ꯃꯐꯝ ꯑꯗꯨ ꯌꯦꯡꯂꯒ ꯐꯤꯆꯔꯁꯤꯡ ꯑꯁꯤ ꯈꯪꯗꯣꯛꯄ ꯉꯝꯍꯜꯂꯤ, ꯃꯁꯤꯅ ꯅꯦꯇꯋꯥꯔꯛ ꯑꯁꯤ ꯍꯟꯗꯣꯛꯄ-ꯏꯟꯚꯦꯔꯤꯑꯦꯟ ꯑꯣꯏꯍꯜꯂꯤ꯫ ꯁꯤ. ꯑꯦꯟ. ꯑꯦꯟ. ꯁꯤꯡꯗ ꯄꯨꯂꯤꯡ ꯂꯦꯌꯔꯁꯤꯡꯁꯨ ꯌꯥꯎꯏ, ꯃꯁꯤꯅ ꯗꯦꯇꯥꯒꯤ ꯁ꯭ꯄꯦꯁꯤꯑꯦꯜ ꯁꯥꯏꯖ ꯍꯟꯊꯍꯜꯂꯤ, ꯃꯁꯤꯅ ꯀꯝꯄꯌꯨꯇꯦꯁꯟꯒꯤ ꯏꯐꯤꯁꯤꯑꯦꯟꯁꯤ ꯐꯒꯠꯍꯟꯕꯗ ꯑꯃꯁꯨꯡ ꯑꯣꯚꯔꯐꯤꯇꯤꯡ ꯍꯟꯊꯍꯟꯕꯗ ꯃꯇꯦꯡ ꯄꯥꯡꯏ꯫ ꯁꯤ. ꯑꯦꯟ. ꯑꯦꯟ. ꯁꯤꯡ ꯑꯁꯤ ꯏꯃꯦꯖ ꯀ꯭ꯂꯥꯁꯤꯐꯤꯀꯦꯁꯟ, ꯑꯣꯕꯖꯦꯛ ꯗꯤꯇꯦꯛꯇꯦꯁꯟ, ꯑꯃꯁꯨꯡ ꯐꯦꯁꯤꯑꯦꯜ ꯔꯤꯀꯣꯒꯅꯤꯁꯟ ꯌꯥꯎꯅ ꯀꯝꯄꯌꯨꯇꯔ ꯚꯤꯖꯟꯒꯤ ꯊꯕꯛ ꯀꯌꯥꯗ ꯌꯥꯝꯅ ꯃꯥꯏ ꯄꯥꯛꯄ ꯑꯣꯏꯅ ꯎꯠꯂꯦ꯫ ꯃꯈꯣꯏ ꯑꯁꯤ ꯑꯣꯗꯤꯑꯣ ꯑꯃꯁꯨꯡ ꯇꯦꯛꯁꯒꯨꯝꯕ ꯑꯇꯣꯞꯄ ꯃꯈꯜꯒꯤ ꯗꯦꯇꯥꯁꯤꯡꯗꯁꯨ ꯄꯥꯛ ꯁꯟꯅ ꯁꯤꯖꯤꯟꯅꯩ, ꯃꯐꯝ ꯑꯗꯨꯗ ꯗꯦꯇꯥ ꯑꯁꯤ ꯃꯥꯟꯅꯕꯥ ꯒ꯭ꯔꯤꯇ-ꯂꯥꯛꯏ ꯐꯣꯔꯃꯦꯠ ꯂꯩ꯫ ꯑꯦꯗꯚꯥꯟꯁ ꯔꯤꯁꯔꯆ ꯄ꯭ꯔꯣꯖꯦꯛ ꯑꯦꯖꯦꯟꯁꯤ ꯍꯥꯏꯕꯅꯤ꯫ ꯃꯁꯤ ꯃꯤꯂꯤꯇꯔꯤꯅ ꯁꯤꯖꯤꯟꯅꯕꯥ ꯑꯅꯧꯕ ꯇꯦꯛꯅꯣꯂꯣꯖꯤꯁꯤꯡ ꯁꯦꯝꯒꯠꯄꯒꯤ ꯊꯧꯗꯥꯡ ꯂꯧꯔꯤꯕ ꯑꯃꯦꯔꯤꯀꯥꯒꯤ ꯁꯔꯀꯥꯔꯒꯤ ꯑꯦꯖꯦꯟꯁꯤ ꯑꯃꯅꯤ꯫ ꯄ꯭ꯔꯣꯒ꯭ꯔꯥꯃꯤꯡ ꯂꯦꯡꯒꯨꯌꯦꯖ ꯑꯍꯨꯝꯒꯤ ꯃꯃꯤꯡ ꯊꯣꯟꯕꯤꯌꯨ꯫ ꯋꯥꯍꯪ ꯑꯁꯤꯒꯤ ꯄꯥꯎꯈꯨꯝ ꯑꯃꯠꯇꯥ ꯂꯩꯇꯦ ꯃꯔꯝꯗꯤ ꯃꯁꯤ ꯑꯆꯧꯕ ꯃꯑꯣꯡꯗ ꯑꯥꯔꯇꯤꯐꯤꯁꯤꯑꯦꯜ ꯏꯟꯇꯤꯂꯤꯖ‌ꯦꯟꯁꯅ ꯄꯥꯡꯊꯣꯛꯅꯕ ꯄ꯭ꯔꯣꯒ꯭ꯔꯥꯝ ꯇꯧꯔꯕ ꯑꯀꯛꯅꯕ ꯊꯕꯛ ꯑꯗꯨꯗ ꯌꯨꯝꯐꯝ ꯑꯣꯏ꯫ ꯑꯗꯨꯝ ꯑꯣꯏꯅꯃꯛ, ꯑꯥꯔꯇꯤꯐꯤꯁꯤꯑꯦꯜ ꯏꯟꯇꯤꯂꯤꯖ‌ꯦꯟꯁ ꯁꯤꯁ꯭ꯇꯦꯝꯁꯤꯡ ꯁꯦꯝꯒꯠꯄꯗ ꯄꯥꯛ ꯁꯟꯅ ꯁꯤꯖꯤꯟꯅꯕ ꯂꯣꯜ ꯈꯔꯗꯤ ꯄꯥꯏꯊꯣꯟ, ꯑꯥꯔ, ꯖꯥꯚꯥ, ꯂꯤꯁ꯭ꯞ, ꯑꯃꯁꯨꯡ ꯄ꯭ꯔꯣꯂꯣꯒꯅꯤ꯫ ꯄꯥꯏꯊꯣꯟ ꯑꯁꯤ ꯃꯔꯨꯑꯣꯏꯅ ꯃꯁꯤꯒꯤ ꯂꯥꯏꯕ꯭ꯔꯦꯔꯤꯁꯤꯡ ꯑꯃꯁꯨꯡ ꯇꯦꯟꯁꯔꯐ꯭ꯂꯣ, ꯀꯦꯔꯥꯁ, ꯄꯥꯏꯇꯣꯔꯆ, ꯑꯃꯁꯨꯡ ꯁꯥꯏꯀꯤꯠ-ꯂꯔꯟꯒꯨꯝꯕ ꯕꯤꯖꯤꯅꯦꯁ ꯔꯤꯄꯣꯔꯠ ꯑꯃꯗ ꯌꯥꯎꯍꯟꯒꯗꯕ ꯈ꯭ꯋꯥꯏꯗꯒꯤ ꯃꯔꯨꯑꯣꯏꯕ ꯋꯥꯐꯝꯗꯤ ꯑꯆꯨꯝꯕ ꯑꯃꯁꯨꯡ ꯃꯔꯤ ꯂꯩꯅꯕ ꯗꯦꯇꯥ ꯑꯦꯅꯥꯂꯥꯏꯁꯤꯁꯅꯤ, ꯃꯁꯤ ꯃꯌꯦꯛ ꯁꯦꯡꯕ ꯑꯃꯁꯨꯡ ꯊꯣꯏꯗꯣꯛ ꯍꯦꯟꯗꯣꯛꯄ ꯃꯑꯣꯡꯗ ꯄꯤꯔꯤ꯫ ꯃꯁꯤꯗ ꯐꯥꯏꯅꯥꯟꯁꯤꯑꯦꯜ ꯗꯦꯇꯥ, ꯀꯁ꯭ꯇꯃꯔ ꯑꯃꯁꯨꯡ ꯃꯥꯔꯀꯦꯠꯀꯤ ꯋꯥꯈꯜꯂꯣꯟꯁꯤꯡ, ꯑꯃꯁꯨꯡ ꯃꯔꯨꯑꯣꯏꯕ ꯄꯔꯐꯣꯃꯦꯟꯁ ꯏꯟꯗꯤꯀꯦꯇꯔꯁꯤꯡ ꯌꯥꯎꯕ ꯌꯥꯏ, ꯃꯈꯣꯏ ꯄꯨꯝꯅꯃꯛ ꯑꯁꯤ ꯔꯤꯄꯣꯔꯠ ꯑꯁꯤꯒꯤ ꯑꯀꯛꯅꯕ ꯄꯥꯟꯗꯝꯁꯤꯡ ꯑꯃꯁꯨꯡ ꯄꯥꯟꯗꯝꯁꯤꯡꯒ ꯃꯔꯤ ꯂꯩꯅꯒꯗꯕꯅꯤ꯫ ꯗꯦꯇꯥ ꯑꯦꯅꯥꯂꯥꯏꯁꯤꯁꯇ ꯌꯨꯝꯐꯝ ꯑꯣꯏꯕ ꯑꯦꯛꯁꯟ ꯂꯧꯈꯠꯄ ꯌꯥꯕꯥ ꯔꯤꯀꯃꯦꯟꯗꯦꯁꯟꯁꯤꯡ ꯌꯥꯎꯍꯟꯕꯁꯨ ꯃꯔꯨ ꯑꯣꯏ, ꯑꯃꯁꯨꯡ ꯔꯤꯄꯣꯔꯠ ꯑꯁꯤ ꯌꯥꯝꯅ ꯐꯖꯅ ꯑꯣꯔꯒꯅꯥꯏꯖ ꯇꯧꯕ ꯑꯃꯁꯨꯡ ꯇꯨꯡ ꯏꯟꯅꯕꯗ ꯂꯥꯏꯕ ꯑꯣꯏꯍꯟꯕ ꯍꯥꯏꯕꯁꯤꯁꯨ ꯃꯔꯨꯑꯣꯏ꯫ ꯑꯐꯕꯥ ꯑꯣꯄꯅꯤꯡ ꯁꯦꯟꯁꯟ ꯑꯃꯥ ꯄꯤꯌꯨ꯫ ꯋꯥꯔꯤ ꯑꯁꯤ ꯏꯃꯨꯡ ꯃꯅꯨꯡꯒꯤ ꯃꯤꯐꯝ ꯑꯃꯒꯤ ꯃꯇꯥꯡꯗ ꯑꯣꯏꯔꯤ꯫ ꯆꯍꯤ ꯑꯃꯗ ꯑꯃꯨꯛ ꯍꯟꯅ ꯑꯦꯛꯁꯇꯦꯟꯗꯦꯗ ꯏꯃꯨꯡ ꯃꯅꯨꯡ ꯄꯨꯝꯅꯃꯛ ꯃꯅꯥꯛ ꯅꯛꯄ ꯑꯃꯁꯨꯡ ꯂꯥꯞꯅ ꯂꯩꯕ ꯅꯨꯡꯉꯥꯏꯔꯕ, ꯈꯣꯟꯖꯦꯜ ꯊꯣꯛꯄꯥ ꯔꯤꯌꯨꯅꯤꯌꯟ ꯑꯃꯒꯤꯗꯃꯛ ꯇꯤꯟꯈꯤ ꯃꯗꯨꯅ ꯃꯇꯝ ꯄꯨꯝꯅꯃꯛꯇ ꯃꯤꯄꯨꯝ ꯈꯨꯗꯤꯡꯃꯛꯄꯨ ꯍꯦꯟꯅ ꯅꯛꯅꯕ ꯑꯃꯁꯨꯡ ꯍꯦꯟꯅ ꯃꯔꯤ ꯂꯩꯅꯕ ꯐꯥꯎꯍꯟꯈꯤ꯫ ꯌꯨꯅꯥꯏꯠꯇ‌ꯦꯠ ꯏꯁꯇ‌ꯦꯠꯁꯀꯤ ꯔꯥꯁ꯭ꯇꯔꯄꯇꯤꯒꯤ ꯃꯤꯈꯂꯗꯥ ꯊꯣꯀꯈꯤꯕꯥ ꯃꯔꯨꯑꯣꯏꯕꯥ ꯄꯨꯋꯥꯔꯤꯒꯤ ꯊꯧꯗꯣꯛ ꯈꯔꯒꯤ ꯃꯇꯥꯡꯗ ꯊꯣꯏꯗꯣꯛꯄꯥ ꯃꯇꯝꯒꯤ ꯋꯥꯔꯣꯜ ꯑꯃ ꯄꯤꯔꯤ, ꯖ‌ꯣꯔꯖꯥ ꯋꯥꯁꯤꯡꯇꯟꯗ ꯑꯃꯦꯔꯤꯀꯥꯒꯤ ꯑꯍꯥꯟꯕ ꯔꯥꯁ꯭ꯇꯔꯄꯇꯤ ꯑꯣꯏꯅ ꯈꯟꯈꯤ꯫ ꯎꯂꯤꯁ ꯑꯦꯁ ꯒ꯭ꯔꯥꯟꯇꯅꯥ ꯔꯥꯁ꯭ꯇꯔꯄꯇꯤ ꯑꯣꯏꯅ ꯈꯟꯈꯤ, ꯁꯤꯚꯤꯜ ꯋꯥꯔꯒꯤ ꯃꯇꯨꯡꯗꯥ ꯈꯟꯈꯤꯕ ꯑꯍꯥꯟꯕ ꯔꯥꯁ꯭ꯇꯔꯄꯇꯤ ꯑꯣꯏꯈꯤ꯫